ꯑꯄꯤꯕ ꯋꯥꯐꯝꯁꯤꯡꯒꯤ ꯁꯦꯠ ꯑꯃ ꯂꯧꯔꯒ ꯃꯗꯨꯒ ꯂꯣꯏꯅꯅ ꯀ꯭ꯔꯤꯌꯦꯇꯤꯚ ꯑꯣꯏꯕ ꯋꯥꯔꯤ ꯑꯃꯥ ꯁꯦꯝꯃꯨ꯫ ꯅꯨꯃꯤꯠ ꯆꯨꯞꯄ ꯑꯃ ꯂꯦꯞꯂꯝꯃꯤ, ꯑꯇꯤꯌꯥ ꯑꯁꯤ ꯄꯤꯛꯄ ꯑꯣꯏꯔꯝꯃꯤ ꯑꯃꯁꯨꯡ ꯂꯥꯞꯅ ꯂꯥꯏꯠꯍꯥꯎꯁ ꯑꯃ ꯂꯩꯕ ꯁꯃꯨꯗ꯭ꯔ ꯈꯣꯡꯕꯥꯜ ꯑꯃ ꯂꯩꯔꯝꯃꯤ꯫ ꯅꯤꯡꯊꯤꯖꯅ ꯅꯨꯃꯤꯗꯥꯡꯋꯥꯏꯔꯝ ꯑꯃꯗ, ꯅꯨꯃꯤꯠꯅ ꯅꯨꯡꯁꯤꯠꯀꯤ ꯃꯥꯏꯀꯩꯗ ꯂꯥꯛꯄ ꯍꯧꯔꯛꯈꯤ, ꯑꯇꯤꯌꯥꯕꯨ ꯄꯤꯛꯄ ꯇꯔꯨ ꯇꯅꯥꯟꯕ ꯁꯦꯠꯄ ꯐꯤꯖꯣꯜ ꯑꯃꯗ ꯄꯦꯟꯊꯣꯛꯈꯤ꯫ ꯇꯝꯄꯥꯛꯀꯤ ꯇꯞꯅ ꯇꯞꯅ ꯈꯣꯟꯖꯦꯜꯅ ꯅꯨꯡꯁꯤꯠꯄꯨ ꯊꯨꯝꯖꯤꯜꯂꯛꯈꯤ, ꯃꯈꯣꯏꯅ ꯁꯃꯨꯗ꯭ꯔ ꯈꯣꯡꯕꯥꯜꯒꯤ ꯑꯁꯦꯡꯕ ꯅꯨꯡꯁꯤꯠꯇ ꯆꯦꯟꯊꯔꯛꯈꯤ꯫ ꯂꯥꯞꯅ ꯂꯩꯕ ꯃꯐꯝ ꯑꯃꯗ ꯂꯥꯏꯠꯍꯥꯎꯁ ꯑꯃ ꯋꯥꯡꯅ ꯑꯃꯁꯨꯡ ꯆꯥꯎꯊꯣꯛꯆꯅ ꯂꯦꯞꯂꯝꯃꯤ, ꯃꯁꯤꯅ ꯊꯋꯥꯏ ꯌꯥꯎꯕ ꯏꯁꯤꯡꯒꯤ ꯃꯔꯛꯇ ꯆꯠꯊꯣꯛ-ꯆꯠꯁꯤꯟ ꯇꯧꯔꯤꯕ ꯁꯃꯨꯗ꯭ꯔꯒꯤ ꯃꯤꯑꯣꯏꯁꯤꯡꯒꯤꯗꯃꯛ ꯑꯁꯥ ꯑꯃꯁꯨꯡ ꯂꯝꯖꯤꯡ-ꯂꯝꯇꯥꯛ ꯄꯤꯕꯒꯤ ꯃꯉꯥꯜ ꯑꯃ ꯑꯣꯏꯔꯝꯃꯤ꯫ ꯑꯇꯤꯌꯥꯅ ꯃꯝꯕ ꯃꯇꯝꯗ ꯂꯥꯏꯠꯍꯥꯎꯁꯇꯒꯤ ꯂꯥꯛꯄ ꯃꯉꯥꯜꯅ ꯑꯀꯣꯏꯕꯗ ꯃꯉꯥꯜ ꯄꯤꯔꯛꯈꯤ, ꯃꯁꯤꯅ ꯁꯣꯛꯍꯜꯂꯕ ꯈꯨꯗꯤꯡꯃꯛꯇ ꯑꯀꯟꯕ ꯃꯉꯥꯜ ꯑꯃ ꯄꯤꯔꯛꯈꯤ꯫ ꯁꯃꯨꯗ꯭ꯔ ꯈꯣꯡꯕꯥꯜꯗ ꯈꯣꯡꯅ ꯆꯠꯂꯤꯕ ꯃꯄꯨꯔꯣꯏꯕ ꯑꯃꯅ ꯈꯨꯠꯁꯥ ꯍꯩꯕ, ꯃꯤꯀꯨꯞ ꯑꯗꯨꯒꯤ ꯐꯖꯕ ꯑꯗꯨꯗ ꯑꯉꯛꯄ ꯄꯣꯛꯅꯕ ꯂꯦꯞꯈꯤ꯫ ꯅꯨꯃꯤꯠ ꯆꯨꯞꯄ ꯁꯃꯨꯗ꯭ꯔ ꯈꯣꯡꯕꯥꯜ ꯑꯃꯁꯨꯡ ꯂꯥꯞꯅ ꯂꯩꯕ ꯂꯥꯏꯠꯍꯥꯎꯁ, ꯄꯨꯝꯅꯃꯛ ꯑꯁꯤ ꯄꯨꯟꯅ ꯂꯥꯛꯃꯤꯟꯅꯗꯨꯅ ꯃꯈꯣꯏꯅ ꯀꯩꯗꯧꯉꯩꯗꯁꯨ ꯀꯥꯎꯔꯣꯏꯗꯕ ꯄꯤꯛꯆꯔ-ꯄꯔꯐꯦꯛꯇ ꯁꯤꯟ ꯑꯃ ꯁꯦꯝꯈꯤ꯫ ꯂꯥꯏꯠꯍꯥꯎꯁ ꯑꯁꯤ ꯀꯅꯥꯒꯨꯝꯕ ꯑꯃꯅ ꯅꯤꯡꯁꯤꯡꯕꯥ ꯉꯝꯗ꯭ꯔꯤꯐꯥꯎꯕ ꯃꯐꯝ ꯑꯗꯨꯗ ꯂꯦꯞꯂꯝꯃꯤ, ꯃꯁꯤꯡ ꯊꯤꯉꯝꯗ꯭ꯔꯕ ꯅꯨꯃꯤꯠ ꯆꯨꯞꯄ ꯂꯦꯞꯄ ꯑꯃꯁꯨꯡ ꯅꯨꯃꯤꯠ ꯊꯣꯛꯄꯒꯤ ꯅꯤꯡꯊꯤꯖꯕ ꯁꯥꯛꯁꯤ ꯑꯃ ꯑꯣꯏꯔꯝꯃꯤ꯫ ꯃꯁꯤꯅ ꯅꯣꯡꯂꯩ-ꯅꯨꯡꯁꯤꯠ ꯀꯌ ꯊꯦꯡꯅꯈꯤ ꯑꯃꯁꯨꯡ ꯃꯇꯝ ꯄꯨꯝꯅꯃꯛꯇ ꯂꯦꯞꯄ ꯂꯩꯇꯅ ꯂꯩꯈꯤ, ꯃꯁꯤꯅ ꯂꯥꯟꯊꯦꯡꯅꯕꯗ ꯂꯦꯞꯄ ꯂꯩꯇꯅ ꯍꯣꯠꯅꯕꯒꯤ ꯈꯨꯗꯝ ꯑꯃ ꯑꯣꯏꯈꯤ꯫ ꯑꯃꯁꯨꯡ ꯅꯨꯃꯤꯠꯅ ꯃꯄꯨꯡ ꯐꯥꯅ ꯃꯥꯡꯈꯤꯕꯒ ꯂꯣꯏꯅꯅ, ꯇꯔꯥꯝꯅ ꯑꯣꯛꯄꯒꯤ ꯅꯨꯃꯤꯠꯀꯤ ꯃꯉꯥꯜ ꯑꯃ ꯊꯥꯗꯣꯛꯇꯨꯅ, ꯃꯉꯥꯜ ꯑꯗꯨ ꯃꯈꯥ ꯇꯥꯅ ꯃꯉꯥꯜ ꯄꯤꯔꯛꯈꯤ, ꯃꯁꯤꯅ ꯈ꯭ꯋꯥꯏꯗꯒꯤ ꯑꯃꯝꯕ ꯃꯇꯝꯗ ꯐꯥꯎꯕ ꯃꯇꯝ ꯄꯨꯝꯅꯃꯛꯇ ꯑꯁꯥꯒꯤ ꯃꯉꯥꯜ ꯑꯃ ꯂꯩꯔꯤ ꯍꯥꯏꯕ ꯂꯦꯞꯄ ꯂꯩꯇꯅ ꯅꯤꯡꯁꯤꯡꯍꯜꯂꯤ꯫ "ꯈꯨꯗꯝ ꯑꯣꯏꯅ" ꯍꯥꯏꯕ ꯋꯥꯍꯩ ꯑꯁꯤꯒꯤ ꯃꯍꯨꯠꯇ ꯆꯨꯅꯕ ꯑꯜꯇꯔꯅꯦꯇꯤꯚ ꯑꯃ ꯄꯤꯌꯨ꯫ "ꯈꯨꯗꯛꯇ ꯇꯧ" ꯍꯥꯏꯕ ꯋꯥꯍꯩ ꯑꯁꯤꯒꯤ ꯃꯍꯨꯠꯇ ꯆꯨꯅꯕ ꯑꯜꯇꯔꯅꯦꯇꯤꯚ ꯑꯃ ꯑꯣꯏꯅ "ꯊꯨꯅ ꯊꯕꯛ ꯇꯧꯕ" ꯅꯠꯇ꯭ꯔꯒ "ꯈꯨꯗꯝ ꯑꯣꯏꯅ" ꯍꯥꯏꯕꯁꯤꯅꯤ꯫ ꯋꯦꯕꯁꯥꯏꯠ ꯑꯁꯤ ꯐꯒꯠꯍꯟꯅꯕꯒꯤꯗꯃꯛ ꯋꯥꯈꯜꯂꯣꯟ ꯑꯅꯤ ꯈꯟꯕꯤꯌꯨ꯫ ꯌꯨꯖꯔ ꯑꯦꯛꯁꯄꯤꯔꯤꯑꯦꯟꯁ ꯍꯦꯟꯒꯠꯍꯟꯕ: ꯋꯦꯕꯁꯥꯏꯠ ꯑꯁꯤꯒꯤꯗꯃꯛꯇ ꯑꯆꯧꯕ ꯑꯍꯣꯡꯕ ꯑꯃ ꯑꯣꯏꯅ ꯌꯨꯖꯔ ꯑꯦꯛꯁꯄꯤꯔꯤꯑꯦꯟꯁ ꯍꯦꯟꯒꯠꯍꯟꯕ ꯃꯁꯤꯅ ꯍꯦꯟꯅ ꯏꯅꯇ꯭ꯌꯨꯇꯤꯚ ꯑꯃꯁꯨꯡ ꯏꯟꯇꯔꯦꯛꯇꯤꯚ ꯑꯣꯏꯍꯟꯕ ꯌꯥꯏ꯫ ꯃꯁꯤ ꯅꯦꯚꯤꯒꯦꯁꯟ ꯃꯦꯅꯨ ꯂꯥꯏꯊꯣꯛꯍꯟꯗꯨꯅ, ꯂꯦꯑꯥꯎꯠ ꯑꯗꯨ ꯑꯃꯨꯛ ꯍꯟꯅ ꯁꯦꯝꯗꯣꯛ-ꯁꯦꯞꯖꯤꯟ ꯇꯧꯗꯨꯅ ꯑꯃꯁꯨꯡ ꯌꯨꯖꯔꯁꯤꯡꯕꯨ ꯌꯥꯎꯍꯟꯕꯗ ꯃꯇꯦꯡ ꯄꯥꯡꯂꯤꯕ ꯃꯤꯠꯌꯦꯡ ꯆꯪꯕ ꯏꯃꯦꯖ, ꯚꯤꯗꯤꯑꯣ ꯅꯠꯇ꯭ꯔꯒ ꯒ꯭ꯔꯥꯐꯤꯛꯁꯒꯨꯝꯕ ꯚꯤꯖꯨꯑꯦꯜꯁꯤꯡ ꯍꯦꯟꯅ ꯁꯤꯖꯤꯟꯅꯗꯨꯅ ꯇꯧꯕ ꯌꯥꯏ꯫ ꯃꯁꯤꯒꯤ ꯃꯊꯛꯇ ꯀ꯭ꯂꯥꯇꯔ ꯑꯃꯠꯇ ꯂꯧꯊꯣꯛꯄ, ꯁꯣꯜꯄ ꯂꯤꯡꯀꯁꯤꯡ ꯂꯧꯊꯣꯛꯄ ꯑꯃꯁꯨꯡ ꯁ꯭ꯀꯔꯤꯟ ꯁꯥꯏꯖ ꯄꯨꯝꯅꯃꯛꯀꯤ ꯑꯣꯏꯅ ꯑꯣꯞꯇꯤꯃꯥꯏꯖ ꯇꯧꯔꯕ ꯔꯦꯁꯄꯣꯟꯁꯤꯕꯜ ꯗꯤꯖꯥꯏꯟ ꯑꯃ ꯂꯩꯕꯅ ꯑꯄꯨꯟꯕ ꯌꯨꯖꯔ ꯑꯦꯛꯁꯄꯤꯔꯤꯑꯦꯟꯁ ꯑꯗꯨ ꯌꯥꯝꯅ ꯐꯒꯠꯍꯅꯟꯕ ꯉꯝꯒꯅꯤ꯫ ꯄꯔꯁꯣꯅꯦꯂꯥꯏꯖꯦꯁꯟ ꯑꯃꯁꯨꯡ ꯀꯁꯇꯃꯔꯥꯏꯖꯦꯁꯟ: ꯋꯦꯕꯁꯥꯏꯠ ꯑꯁꯤ ꯐꯒꯠꯍꯟꯅꯕꯒꯤ ꯑꯇꯣꯞꯄ ꯋꯥꯈꯜꯂꯣꯟ ꯑꯃꯗꯤ ꯃꯁꯤꯒꯤ ꯌꯨꯖꯔꯁꯤꯡꯒꯤꯗꯃꯛꯇ ꯍꯦꯟꯅ ꯄꯔꯁꯣꯅꯦꯂꯥꯏꯖ ꯇꯧꯔꯕ ꯑꯃꯁꯨꯡ ꯀꯁꯇꯃꯥꯁ ꯑꯣꯏꯕ ꯐꯤꯆꯔꯁꯤꯡ ꯌꯥꯎꯍꯟꯕ ꯌꯥꯏ꯫ ꯃꯁꯤꯗ ꯌꯨꯖꯔꯒꯤ ꯕ꯭ꯔꯥꯎꯖꯤꯡ ꯍꯤꯁꯇ꯭ꯔꯤ, ꯂꯣꯀꯦꯁꯟ ꯅꯠꯇ꯭ꯔꯒ ꯄꯁꯟꯗꯁꯤꯡꯗ ꯌꯨꯝꯐꯝ ꯑꯣꯏꯗꯨꯅ ꯄꯔꯁꯣꯅꯦꯂꯥꯏꯖ ꯇꯧꯔꯕ ꯀꯟꯇꯦꯟꯇ, ꯄ꯭ꯔꯗꯛꯇ ꯅꯠꯇ꯭ꯔꯒ ꯁꯔꯚꯤꯁ ꯔꯤꯀꯃꯦꯟꯗꯦꯁꯟꯁꯤꯡ ꯁꯦꯝꯕ ꯌꯥꯎꯕ ꯌꯥꯏ꯫ ꯃꯁꯤꯒꯤ ꯃꯊꯛꯇ, ꯌꯨꯖꯔꯁꯤꯡꯗ ꯃꯈꯣꯏꯒꯤ ꯄ꯭ꯔꯣꯐꯥꯏꯜ ꯁꯦꯇꯤꯡ ꯅꯠꯇ꯭ꯔꯒ ꯏꯟꯇꯔꯐꯦꯁꯁꯤꯡ ꯀꯁꯇꯃꯥꯁ ꯑꯣꯏꯅ ꯁꯦꯝꯗꯣꯛ-ꯁꯦꯝꯖꯤꯟ ꯇꯧꯕꯒꯤ ꯈꯨꯗꯣꯡꯆꯥꯕ ꯄꯤꯕꯅ ꯃꯈꯣꯏꯗ ꯀꯟꯇ꯭ꯔꯣꯜꯒꯤ ꯋꯥꯈꯜꯂꯣꯟ ꯑꯃ ꯄꯤꯕ ꯉꯝꯒꯅꯤ ꯑꯃꯁꯨꯡ ꯍꯦꯟꯅ ꯔꯤꯆ ꯑꯣꯏꯕ ꯑꯃꯁꯨꯡ ꯃꯄꯨꯡ ꯐꯥꯕ ꯌꯨꯖꯔ ꯑꯦꯛꯁꯄꯤꯔꯤꯑꯦꯟꯁ ꯑꯃ ꯑꯣꯏꯍꯟꯕ ꯉꯝꯒꯅꯤ꯫